ꯄꯥꯁꯋꯥꯔꯠꯁꯤꯡ ꯃꯑꯣꯡ ꯆꯨꯝꯅꯥ ꯁꯤꯖꯤꯟꯅꯕꯒꯤ ꯃꯇꯥꯡꯗꯥ ꯇꯥꯛꯄꯥ ꯁꯦꯀ꯭ꯌꯨꯔꯤꯇꯤ ꯄꯣꯂꯤꯁꯤ ꯑꯃꯥ ꯏꯕꯤꯌꯨ꯫ ꯄꯣꯂꯤꯁꯤ ꯑꯁꯤꯅꯥ ꯀꯝꯄꯦꯅꯤ ꯑꯃꯁꯨꯡ ꯌꯨꯖꯔꯒꯤ ꯗꯦꯇꯥ ꯉꯥꯛꯊꯣꯛꯅꯕꯥ ꯁꯤꯁꯇꯦꯝ ꯑꯃꯁꯨꯡ ꯑꯦꯄ꯭ꯂꯤꯀꯦꯁꯟ ꯄꯨꯝꯅꯃꯛꯀꯤ ꯑꯆꯦꯠꯄꯥ, ꯁꯦꯀ꯭ꯌꯨꯔ ꯑꯣꯏꯕꯥ ꯄꯥꯁꯋꯥꯔꯗ ꯁꯦꯝꯕꯥ ꯑꯃꯁꯨꯡ ꯁꯤꯖꯤꯟꯅꯕꯒꯤ ꯃꯊꯧ ꯇꯥꯕꯁꯤꯡ ꯑꯗꯨ ꯐꯣꯡꯗꯣꯛꯂꯤ꯫ ꯄꯥꯁꯋꯥꯔꯗ ꯄꯣꯂꯤꯁꯤ ꯑꯁꯤ ꯑꯣꯔꯒꯥꯅꯥꯏꯖꯦꯁꯅꯦꯜ ꯁꯤꯁꯇꯦꯝꯁꯤꯡ ꯅꯠꯇ꯭ꯔꯒꯥ ꯗꯦꯇꯥꯗꯥ ꯑꯦꯛꯁꯦꯁ ꯂꯩꯕꯥ ꯏꯝꯄ꯭ꯂꯣꯌꯤ, ꯀꯟꯇ꯭ꯔꯦꯛꯇꯔ, ꯊꯥꯔꯗ ꯄꯥꯔꯇꯤ ꯑꯃꯁꯨꯡ ꯑꯇꯩ ꯄꯨꯝꯅꯃꯛꯀꯥ ꯃꯔꯤ ꯂꯩꯅꯩ꯫ ꯄꯥꯁꯋꯥꯔꯠꯁꯤꯡ ꯑꯁꯤ ꯌꯥꯝꯗ꯭ꯔꯕꯗꯥ ꯆꯦꯛꯁꯤꯟ-ꯊꯧꯔꯥꯡ ꯅꯤꯄꯥꯜ ꯑꯣꯏꯒꯗꯕꯅꯤ ꯑꯃꯁꯨꯡ ꯃꯁꯤꯗꯥ ꯂꯣꯏꯔꯕꯥ ꯑꯃꯁꯨꯡ ꯑꯆꯧꯕꯥ ꯑꯛꯁꯔꯁꯤꯡ, ꯅꯝꯕꯔꯁꯤꯡ ꯑꯃꯁꯨꯡ ꯑꯈꯟꯅꯕꯥ ꯆꯦꯛꯁꯤꯟ-ꯊꯧꯔꯥꯡꯁꯤꯡꯒꯤ ꯀꯝꯕꯥꯏꯅꯦꯁꯟ ꯑꯃꯥ ꯌꯥꯎꯒꯗꯕꯅꯤ꯫ ꯄꯥꯁꯋꯥꯔꯠꯁꯤꯡ ꯑꯁꯤ ꯅꯨꯃꯤꯠ ꯃꯔꯤꯐꯨ ꯇꯔꯥ ꯈꯨꯗꯤꯡꯒꯤ ꯍꯣꯡꯗꯣꯛꯄꯥ ꯇꯥꯏ꯫ ꯀꯔꯤꯒꯨꯝꯕꯥ ꯃꯈꯣꯏꯅꯥ ꯄꯥꯁꯋꯥꯔꯠ ꯑꯗꯨ ꯁꯣꯛꯍꯜꯂꯦ ꯍꯥꯏꯅꯥ ꯊꯥꯖꯕꯒꯤ ꯃꯔꯝ ꯂꯩꯔꯕꯗꯤ ꯏꯝꯄ꯭ꯂꯣꯏꯌꯤꯁꯤꯡꯅꯁꯨ ꯃꯈꯣꯏꯒꯤ ꯄꯥꯁꯋꯥꯔꯠ ꯑꯗꯨ ꯍꯣꯡꯗꯣꯛꯄꯥ ꯇꯥꯏ꯫ ꯏꯝꯄ꯭ꯂꯣꯏꯌꯤꯁꯤꯡꯅꯥ ꯊꯥ ꯇꯔꯥꯅꯤꯊꯣꯏꯒꯤ ꯃꯅꯨꯡꯗꯥ ꯆꯞ ꯃꯥꯟꯅꯕꯥ ꯄꯥꯁꯋꯥꯔꯠ ꯑꯗꯨ ꯑꯃꯨꯛ ꯍꯟꯅꯥ ꯁꯤꯖꯤꯟꯅꯕꯗꯥ ꯑꯊꯤꯡꯕꯥ ꯊꯝꯂꯤ꯫ ꯄꯥꯁꯋꯥꯔꯠꯁꯤꯡ ꯑꯁꯤ ꯀꯩꯗꯧꯉꯩꯗꯥ ꯁꯦꯌꯔ ꯇꯧꯔꯣꯏꯗꯕꯅꯤ, ꯏꯕꯥ ꯅꯠꯇ꯭ꯔꯒꯥ ꯑꯇꯣꯞꯄꯥ ꯃꯑꯣꯡ ꯑꯃꯗꯥ ꯑꯦꯛꯁꯄꯣꯖ ꯇꯧꯔꯣꯏꯗꯕꯅꯤ꯫ ꯀꯔꯤꯒꯨꯝꯕꯥ ꯄꯥꯁꯋꯥꯔꯗ ꯑꯃꯥ ꯁꯦꯌꯥꯔ ꯇꯧꯕꯥ ꯃꯊꯧ ꯇꯥꯔꯕꯗꯤ, ꯃꯁꯤ ꯑꯦꯄ꯭ꯔꯨꯞ ꯇꯧꯔꯕꯥ ꯄꯥꯁꯋꯥꯔꯠ ꯃꯦꯅꯦꯖꯔ ꯑꯃꯒꯤ ꯈꯨꯠꯊꯥꯡꯗꯥ ꯇꯧꯒꯗꯕꯅꯤ꯫ ꯑꯅꯧꯕꯥ ꯑꯦꯀꯥꯎꯟꯁꯤꯡ ꯅꯠꯇ꯭ꯔꯒꯥ ꯗꯤꯚꯥꯏꯁꯁꯤꯡꯒꯤ ꯗꯤꯐꯣꯜ ꯄꯥꯁꯋꯥꯔꯠꯁꯤꯡ ꯈꯨꯗꯛꯇꯥ ꯍꯣꯡꯗꯣꯛꯄꯥ ꯇꯥꯏ꯫ ꯌꯥꯔꯤꯕꯃꯈꯩ, ꯂꯣꯛ ꯏꯟ ꯇꯧꯕꯥ ꯃꯇꯝꯗꯥ ꯌꯨꯖꯔꯁꯤꯡꯒꯤ ꯑꯥꯏꯗꯦꯟꯇꯤꯇꯤ ꯚꯦꯔꯤꯐꯥꯏ ꯇꯧꯅꯕꯥ ꯃꯜꯇꯤꯐꯦꯛꯇꯔ ꯑꯣꯊꯦꯟꯇꯤꯀꯦꯁꯟ ꯁꯤꯖꯤꯟꯅꯧ꯫ ꯃꯈꯣꯏꯒꯤ ꯄꯥꯁꯋꯥꯔꯠ ꯑꯗꯨ ꯁꯣꯛꯍꯜꯂꯦ ꯍꯥꯏꯅꯥ ꯆꯤꯡꯅꯕꯥ ꯂꯩꯔꯕꯥ ꯏꯝꯄ꯭ꯂꯣꯏꯌꯤ ꯑꯃꯍꯦꯛꯇꯅꯥ ꯊꯧꯗꯣꯛ ꯑꯗꯨ ꯈꯨꯗꯛꯇꯥ ꯗꯤꯄꯥꯔꯠꯃꯦꯟꯇꯥ ꯔꯤꯄꯣꯔꯠ ꯇꯧꯒꯗꯕꯅꯤ꯫ ꯌꯨꯖꯔ ꯄꯨꯝꯅꯃꯛꯅꯥ ꯄꯥꯁꯋꯥꯔꯠ ꯁꯦꯀ꯭ꯌꯨꯔꯤꯇꯤꯒꯤ ꯃꯔꯨꯑꯣꯏꯕꯥ ꯑꯃꯁꯨꯡ ꯄꯣꯂꯤꯁꯤ ꯑꯁꯤꯒꯤ ꯃꯇꯥꯡꯗꯥ ꯆꯥꯡ ꯅꯥꯏꯅꯥ ꯇ꯭ꯔꯦꯅꯤꯡ ꯂꯧꯒꯗꯕꯅꯤ꯫ ꯄꯥꯁꯋꯥꯔꯠ ꯁꯦꯀ꯭ꯌꯨꯔꯤꯇꯤ ꯄꯣꯂꯤꯁꯤ ꯑꯁꯤ ꯉꯥꯛꯅꯥ ꯆꯠꯄꯥ ꯉꯝꯗꯕꯅꯥ ꯗꯤꯁꯤꯄ꯭ꯂꯤꯅꯔꯤ ꯑꯦꯛꯁꯟ, ꯀꯝꯄꯅꯤꯒꯤ ꯁꯤꯁꯇꯦꯝꯁꯤꯡ ꯅꯠꯇ꯭ꯔꯒꯥ ꯗꯦꯇꯥꯗꯥ ꯑꯦꯛꯁꯦꯁ ꯇꯧꯕꯥ ꯉꯝꯗꯕꯥ ꯑꯃꯁꯨꯡ ꯃꯈꯥ ꯇꯥꯕꯥ ꯑꯥꯏꯟꯒꯤ ꯑꯣꯏꯕꯥ ꯑꯦꯛꯁꯟ ꯂꯧꯈꯠꯄꯥ ꯌꯥꯏ꯫ ꯑꯩꯈꯣꯏꯒꯤ ꯁꯤꯁꯇꯦꯝꯁꯤꯡ ꯑꯃꯁꯨꯡ ꯗꯦꯇꯥꯁꯤꯡ ꯑꯁꯤ ꯑꯌꯥꯕꯥ ꯄꯤꯗꯕꯥ ꯑꯦꯛꯁꯦꯁꯇꯒꯤ ꯉꯥꯛꯊꯣꯛꯅꯕꯥ ꯁꯦꯀ꯭ꯌꯣꯔ ꯑꯣꯏꯕꯥ ꯄꯥꯁꯋꯥꯔꯠꯁꯤꯡ ꯈꯟꯕꯥ ꯑꯃꯁꯨꯡ ꯃꯈꯣꯏꯕꯨ ꯑꯣꯄꯟ ꯑꯣꯏꯅꯥ ꯊꯝꯕꯥ ꯑꯁꯤ ꯌꯥꯝꯅꯥ ꯃꯔꯨꯑꯣꯏ꯫ ꯄꯥꯁꯋꯥꯔꯗ ꯁꯦꯀ꯭ꯌꯨꯔꯤꯇꯤ ꯄꯣꯂꯤꯁꯤ ꯑꯁꯤꯅ ꯉꯥꯛꯅꯥ ꯆꯠꯇꯨꯅꯥ ꯑꯩꯈꯣꯏꯅꯥ ꯑꯩꯈꯣꯏꯒꯤ ꯗꯦꯇꯥ ꯑꯗꯨ ꯉꯥꯛꯊꯣꯛꯇꯨꯅꯥ ꯑꯃꯁꯨꯡ ꯁꯦꯀ꯭ꯌꯨꯔ ꯑꯣꯏꯅꯥ ꯂꯩꯍꯟꯕꯥ ꯉꯝꯒꯅꯤ꯫